ꯄ꯭ꯔꯥꯏꯝ ꯅꯝꯕꯔ ꯑꯃꯒꯤ ꯃꯒꯨꯟꯁꯤꯡ ꯑꯁꯤ ꯀꯔꯤꯅꯣ ꯍꯥꯏꯕꯗꯨ ꯔꯤꯁꯔꯆ ꯇꯧꯕꯤꯌꯨ ꯑꯃꯁꯨꯡ ꯁꯟꯗꯣꯛꯅꯥ ꯇꯥꯛꯄꯤꯌꯨ꯫ ꯄ꯭ꯔꯥꯏꯝ ꯅꯝꯕꯔ ꯍꯥꯏꯕꯁꯤ ꯑꯄꯤꯛꯄꯥ ꯃꯍꯧꯁꯥꯒꯤ ꯃꯁꯤꯡ ꯑꯅꯤꯒꯤ ꯄꯣꯠꯊꯣꯛ ꯑꯣꯏꯗꯕꯥ ꯑꯃꯗꯒꯤ ꯍꯦꯟꯅꯥ ꯆꯥꯎꯕꯥ ꯃꯍꯧꯁꯥꯒꯤ ꯃꯁꯤꯡ ꯑꯃꯅꯤ꯫ ꯑꯇꯣꯞꯄꯥ ꯋꯥꯍꯟꯊꯣꯛ ꯑꯃꯗꯥ ꯍꯥꯏꯔꯕꯗꯥ, ꯃꯁꯤ ꯇꯣꯞ ꯇꯣꯞꯄꯥ ꯐꯦꯛꯇꯔ ꯑꯅꯤꯈꯛꯇꯃꯛ ꯂꯩꯕꯥ ꯃꯁꯤꯡ ꯑꯃꯅꯤ ꯑꯃ ꯑꯃꯁꯨꯡ ꯃꯁꯥ ꯃꯊꯟꯇꯥ꯫ ꯃꯁꯤꯒꯤ ꯄ꯭ꯔꯣꯄꯔꯇꯤ ꯑꯁꯤꯅꯥ ꯄ꯭ꯔꯥꯏꯝ ꯅꯝꯕꯔꯁꯤꯡꯕꯨ ꯀꯝꯄꯣꯖꯤꯠ ꯅꯝꯕꯔꯁꯤꯡꯗꯒꯤ ꯇꯣꯉꯥꯟꯅꯥ ꯊꯝꯃꯤ, ꯃꯈꯣꯏꯗꯥ ꯐꯦꯛꯇꯔ ꯑꯅꯤꯗꯒꯤ ꯍꯦꯟꯅꯥ ꯂꯩ꯫ ꯗꯦꯟꯁꯤꯇꯤ: ꯄ꯭ꯔꯥꯏꯝ ꯅꯝꯕꯔ ꯊꯤꯑꯣꯔꯝꯗꯥ ꯄꯟꯈ꯭ꯔꯤꯕꯥ ꯃꯇꯨꯡ ꯏꯟꯅꯥ ꯃꯍꯧꯁꯥꯒꯤ ꯃꯁꯤꯡꯒꯤ ꯁꯦꯠꯇꯥ ꯂꯩꯕꯥ ꯄ꯭ꯔꯥꯏꯝ ꯅꯝꯕꯔꯁꯤꯡꯒꯤ ꯗꯦꯟꯁꯤꯇꯤ ꯑꯁꯤ ꯃꯁꯤꯡ ꯍꯦꯒꯠꯂꯛꯄꯒꯥ ꯂꯣꯏꯅꯅꯥ ꯍꯟꯊꯔꯛꯏ꯫ ꯑꯗꯨꯕꯨ ꯍꯧꯖꯤꯛꯁꯨ ꯄ꯭ꯔꯥꯏꯝ ꯅꯝꯕꯔ ꯀꯌꯥ ꯑꯃꯥ ꯂꯩꯔꯤ꯫ ꯊꯥꯖꯗꯕꯥ ꯌꯥꯗꯕꯥ: ꯃꯍꯧꯁꯥꯒꯤ ꯃꯁꯤꯡꯒꯤ ꯃꯔꯛꯇꯥ ꯄ꯭ꯔꯥꯏꯝ ꯅꯝꯕꯔꯁꯤꯡ ꯌꯦꯟꯊꯣꯛꯄꯥ ꯑꯁꯤ ꯊꯥꯖꯗꯕꯥ ꯌꯥꯗꯕꯥ ꯑꯃꯅꯤ ꯍꯥꯏꯅꯥ ꯂꯧꯅꯩ꯫ ꯐꯦꯛꯇꯔꯁꯤꯡ ꯑꯁꯤ ꯑꯃꯨꯛ ꯍꯟꯅꯥ ꯁꯦꯝꯗꯣꯛ-ꯁꯦꯝꯖꯤꯟ ꯇꯧꯕꯗꯥ ꯃꯤꯠꯌꯦꯡ ꯊꯝꯗꯅꯥ ꯆꯞ ꯃꯥꯟꯅꯕꯥ ꯃꯑꯣꯡ ꯑꯃꯗꯥ ꯃꯁꯤꯡ ꯄꯤꯔꯤ꯫ ꯃꯁꯤꯒꯤ ꯄ꯭ꯔꯣꯄꯔꯇꯤ ꯑꯁꯤꯕꯨ ꯑꯦꯔꯤꯟꯃꯦꯇꯤꯛꯁꯀꯤ ꯐꯟꯗꯥꯃꯦꯟꯇꯦꯜ ꯊꯤꯑꯣꯔꯤꯝ ꯍꯥꯏꯅꯥ ꯀꯧꯏ꯫ ꯀ꯭ꯔꯤꯞꯇꯣꯒ꯭ꯔꯥꯐꯤꯗꯥ ꯃꯔꯨꯑꯣꯏꯕꯥ: ꯄ꯭ꯔꯥꯏꯝ ꯅꯝꯕꯔꯁꯤꯡ ꯑꯁꯤ ꯃꯈꯣꯏꯒꯤ ꯃꯒꯨꯟꯁꯤꯡꯅꯥ ꯃꯔꯝ ꯑꯣꯏꯗꯨꯅꯥ ꯇꯣꯉꯥꯟ ꯇꯣꯉꯥꯟꯕ ꯑꯦꯟꯀꯔꯤꯞꯁꯟ ꯑꯦꯂꯒꯣꯔꯤꯊꯝꯁꯤꯡꯗꯥ ꯁꯤꯖꯤꯟꯅꯩ, ꯃꯔꯨꯑꯣꯏꯅꯥ ꯑꯆꯧꯕꯥ ꯄ꯭ꯔꯥꯏꯝ ꯅꯝꯕꯔꯁꯤꯡ ꯐꯦꯛꯇꯔ ꯇꯧꯕꯗꯥ ꯑꯋꯥꯕꯥ ꯑꯣꯏꯕꯅꯥ꯫ ꯒꯣꯜꯗꯟ ꯀꯟꯖꯦꯛꯁꯟ: ꯒꯣꯜꯗꯟ ꯀꯟꯖꯦꯛꯁꯟ ꯑꯁꯤ ꯅꯝꯕꯔ ꯊꯤꯑꯣꯔꯤ ꯑꯃꯁꯨꯡ ꯃꯍꯧꯁꯥꯅ ꯃꯦꯊꯃꯦꯇꯤꯛꯁꯇꯥ ꯈ꯭ꯋꯥꯏꯗꯒꯤ ꯑꯔꯤꯕꯥ ꯑꯃꯁꯨꯡ ꯈ꯭ꯋꯥꯏꯗꯒꯤ ꯃꯃꯤꯡ ꯆꯠꯄꯥ ꯁꯣꯜꯞ ꯇꯧꯗꯕꯥ ꯄ꯭ꯔꯣꯕ꯭ꯂꯦꯝꯁꯤꯡꯒꯤ ꯃꯅꯨꯡꯗꯥ ꯑꯃꯅꯤ꯫ ꯃꯁꯤꯅꯥ ꯍꯥꯏꯔꯤ ꯃꯗꯨꯗꯤ ꯑꯅꯤ ꯗꯒꯤ ꯍꯦꯟꯅꯥ ꯆꯥꯎꯕ ꯏꯚꯦꯟꯇ ꯏꯟꯇꯤꯖꯔ ꯈꯨꯗꯤꯡꯃꯛ ꯄ꯭ꯔꯥꯏꯝ ꯅꯝꯕꯔ ꯑꯅꯤꯒꯤ ꯁꯝ ꯑꯣꯏꯅꯥ ꯐꯣꯡꯗꯣꯛꯄꯥ ꯌꯥꯏ꯫ꯍꯥꯏꯔꯤꯕꯥ ꯑꯁꯤ ꯄ꯭ꯔꯥꯏꯝ ꯅꯝꯕꯔꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕꯥ ꯃꯒꯨꯟ ꯑꯃꯁꯨꯡ ꯁꯤꯖꯤꯟꯅꯐꯝ ꯀꯌꯥꯒꯤ ꯃꯅꯨꯡꯗꯥ ꯈꯔꯈꯛꯇꯅꯤ, ꯃꯗꯨꯅꯥ ꯃꯈꯣꯏꯕꯨ ꯃꯦꯊꯃꯦꯇꯤꯛꯁꯇꯥ ꯇꯝꯅꯕꯒꯤ ꯄꯨꯛꯅꯤꯡ ꯆꯤꯡꯁꯤꯟꯅꯤꯡꯉꯥꯏ ꯑꯣꯏꯕꯥ ꯃꯐꯝ ꯑꯃꯥ ꯑꯣꯏꯍꯜꯂꯤ꯫ ꯃꯈꯥꯗꯥ ꯄꯤꯔꯤꯕꯥ ꯋꯦꯕꯁꯥꯏꯠꯁꯤꯡꯒꯤ ꯂꯤꯁ ꯑꯁꯤ ꯌꯦꯡꯂꯒꯥ, ꯋꯦꯕꯁꯥꯏꯠ ꯈꯨꯗꯤꯡꯃꯛ ꯏꯚꯥꯜꯌꯨꯑꯦꯠ ꯇꯧ ꯑꯃꯁꯨꯡ ꯃꯁꯤꯒꯤꯗꯃꯛꯇꯥ ꯁ꯭ꯀꯣꯔ ꯑꯃ ꯑꯃ ꯗꯒꯤ ꯑꯅꯤ ꯃꯉꯥ ꯐꯥꯎꯕꯒꯤ ꯁ꯭ꯀꯦꯂꯗꯥ ꯄꯤꯌꯨ (ꯑꯃ ꯑꯁꯤ ꯈ꯭ꯋꯥꯏꯗꯒꯤ ꯅꯦꯝꯕꯥ)꯫ ꯑꯩꯍꯥꯛꯅꯥ ꯅꯨꯡꯉꯥꯏꯇꯕꯥ ꯐꯥꯎꯏ, ꯑꯗꯨꯕꯨ ꯑꯦ. "ꯇꯦꯛꯅꯣꯂꯣꯖꯤꯅꯥ ꯑꯩꯈꯣꯏꯕꯨ ꯊꯕꯛꯇꯥ ꯍꯦꯟꯅꯥ ꯄ꯭ꯔꯗꯛꯇꯤꯕ ꯑꯣꯏꯍꯟꯕꯔꯥ? " ꯇꯦꯛꯅꯣꯂꯣꯖꯤꯅ ꯑꯩꯈꯣꯏꯕꯨ ꯊꯕꯛꯇꯥ ꯍꯦꯟꯅꯥ ꯄꯣꯠꯊꯣꯛ ꯂꯩꯍꯟꯕꯔꯥ? ꯊꯕꯛꯇꯥ ꯇꯦꯛꯅꯣꯂꯣꯖꯤꯒꯤ ꯀꯥꯟꯅꯕꯗꯤ ꯃꯁꯤꯅꯥ ꯏꯐꯤꯁꯤꯑꯦꯟꯁꯤ, ꯏꯐꯦꯛꯇꯤꯕꯅꯦꯁ ꯑꯃꯁꯨꯡ ꯄ꯭ꯔꯗꯛꯇꯤꯕꯤꯇꯤ ꯍꯦꯒꯠꯍꯟꯕ ꯉꯝꯃꯤ꯫ ꯇꯦꯛꯅꯣꯂꯣꯖꯤ ꯁꯤꯖꯤꯟꯅꯕꯅꯥ ꯊꯕꯛꯁꯤꯡ ꯌꯡꯅ ꯑꯃꯁꯨꯡ ꯍꯦꯟꯅꯥ ꯏꯐꯤꯁꯤꯌꯦꯟꯇ ꯑꯣꯏꯅ ꯂꯣꯏꯁꯤꯟꯕ ꯉꯝꯂꯤ, ꯃꯁꯤꯅ ꯃꯇꯝ ꯌꯥꯝꯅ ꯆꯪꯗꯅꯥ ꯍꯦꯟꯅꯥ ꯑꯥꯎꯠꯄꯨꯠ ꯇꯧꯕꯥ ꯉꯝꯍꯜꯂꯤ꯫ ꯇꯦꯛꯅꯣꯂꯣꯖꯤꯁꯤꯡꯅꯥ ꯏꯝꯄꯂꯣꯏꯌꯔꯁꯤꯡ ꯑꯃꯁꯨꯡ ꯏꯝꯄꯂꯣꯏꯌꯤꯁꯤꯡꯅꯥ ꯄꯨꯟꯅꯥ ꯊꯕꯛ ꯇꯧꯃꯤꯟꯅꯕꯥ, ꯄꯥꯎ ꯐꯥꯎꯅꯕꯥ ꯑꯃꯁꯨꯡ ꯋꯥꯔꯛꯐ꯭ꯂꯣꯕꯨ ꯁ꯭ꯇꯔꯤꯝꯂꯥꯏꯟ ꯑꯣꯏꯕꯥ ꯃꯑꯣꯡꯗ ꯃꯦꯅꯦꯖ ꯇꯧꯕ ꯌꯥꯗꯕ ꯈꯨꯠꯂꯥꯏꯁꯤꯡꯁꯨ ꯄꯤꯔꯤ꯫ ꯄ꯭ꯔꯣꯖꯦꯛꯇ ꯃꯦꯅꯦꯖꯃꯦꯟꯇ ꯁꯣꯐꯋꯦꯌꯔꯒꯨꯝꯕꯥ ꯗꯤꯖꯤꯇꯦꯜ ꯇꯨꯜꯁꯤꯡꯅꯥ ꯇꯤꯝꯁꯤꯡꯕꯨ ꯃꯈꯣꯏꯒꯤ ꯊꯕꯛꯁꯤꯡ ꯃꯦꯅꯦꯖ ꯇꯧꯕꯥ, ꯄꯤꯔꯤꯕꯥ ꯊꯕꯛꯁꯤꯡ ꯌꯦꯡꯁꯤꯡꯕꯥ, ꯔꯤꯑꯦꯜ-ꯇꯥꯏꯝꯗꯥ ꯏꯁꯨꯁꯤꯡ ꯀꯣꯛꯈꯟꯕꯥ ꯑꯃꯁꯨꯡ ꯊꯨꯅ ꯐꯤꯠꯕꯦꯛ ꯂꯧꯕꯥ ꯉꯝꯍꯜꯂꯤ꯫ "ꯇꯦꯛꯅꯣꯂꯣꯖꯤꯅꯥ ꯑꯩꯈꯣꯏꯕꯨ ꯊꯕꯛꯇꯥ ꯍꯦꯟꯅꯥ ꯄ꯭ꯔꯗꯛꯇꯤꯕ ꯑꯣꯏꯍꯟꯕꯔꯥ? ", ꯍꯥꯏꯕ ꯑꯥꯔꯇꯤꯀꯜ ꯑꯁꯤꯗ ꯌꯥꯎꯔꯤꯕ ꯀꯟꯇꯦꯟꯇꯒꯤ ꯃꯅꯨꯡꯗꯥ ꯌꯨꯝꯐꯝ ꯑꯣꯏꯔꯒꯥ, ꯑꯩꯅꯥ ꯑꯩꯩꯒꯤ ꯒ꯭ꯔꯦꯗ ꯑꯃꯥ ꯄꯤꯒꯅꯤ, ꯑꯥꯔꯇꯤꯀꯜ ꯑꯁꯤꯅꯥ ꯇꯦꯛꯅꯣꯂꯣꯖꯤꯅꯥ ꯊꯕꯛ ꯃꯐꯝꯗꯥ ꯄꯨꯔꯛꯄꯥ ꯌꯥꯕ ꯃꯔꯨꯑꯣꯏꯕꯥ ꯀꯥꯟꯅꯕꯁꯤꯡ ꯑꯗꯨ ꯏꯐꯦꯛꯇꯤꯕ ꯑꯣꯏꯅ ꯌꯦꯡꯁꯤꯜꯂꯤ ꯑꯃꯁꯨꯡ ꯐꯣꯡꯗꯣꯛꯂꯤ, ꯃꯁꯤꯗꯥ ꯌꯥꯎꯔꯤ꯫ ꯏꯐꯤꯁꯤꯑꯦꯟꯁꯤ, ꯏꯐꯦꯛꯇꯤꯕꯅꯦꯁ ꯑꯃꯁꯨꯡ ꯄ꯭ꯔꯗꯛꯇꯤꯕꯤꯇꯤ ꯍꯦꯒꯠꯍꯟꯕꯥ꯫ ꯄ꯭ꯔꯣꯖꯦꯛꯇ ꯃꯦꯅꯦꯖꯃꯦꯟꯇ ꯁꯣꯐꯋꯦꯌꯔꯒꯨꯝꯕꯥ ꯃꯔꯨꯑꯣꯏꯕꯥ ꯈꯨꯠꯂꯥꯏꯁꯤꯡꯒꯤ ꯃꯇꯥꯡꯗꯥ ꯈꯟꯅꯗꯨꯅꯥ, ꯑꯣꯊꯣꯔꯤꯇꯤ ꯑꯁꯤꯅꯥ ꯊꯕꯛꯁꯤꯡ ꯑꯃꯁꯨꯡ ꯄꯨꯟꯅꯥ ꯊꯕꯛ ꯇꯧꯃꯤꯟꯅꯕꯗꯥ ꯇꯦꯛꯅꯣꯂꯣꯖꯤꯒꯤ ꯄ꯭ꯔꯦꯛꯇꯤꯀꯦꯜ ꯑꯦꯄꯂꯤꯀꯦꯁꯟ ꯑꯗꯨ ꯎꯠꯂꯤ, ꯃꯁꯤꯅꯥ ꯊꯕꯛꯇꯥ ꯄ꯭ꯔꯗꯛꯇꯤꯕꯤꯇꯤꯗꯥ ꯇꯦꯛꯅꯣꯂꯣꯖꯤꯅ ꯑꯄꯨꯟꯕꯥ ꯑꯣꯏꯅꯥ ꯄꯣꯖꯤꯇꯤꯕ ꯑꯣꯏꯕꯥ ꯏꯝꯄꯦꯛꯇ ꯑꯃꯥ ꯄꯤꯕꯒꯤꯗꯃꯛ ꯊꯥꯖꯕ ꯌꯥꯕ ꯋꯥꯐꯝ ꯑꯃ ꯊꯝꯂꯤ꯫ ꯁꯦꯟꯁꯟ ꯑꯗꯨꯗꯥ ꯂꯩꯔꯤꯕꯥ ꯄ꯭ꯔꯤꯄꯣꯖꯤꯁꯟ ꯄꯨꯝꯅꯃꯛ ꯁꯄꯂꯥꯏ ꯇꯧ꯫ ꯃꯍꯥꯛ ꯃꯤꯅꯨꯡꯁꯤ ꯂꯩꯕ ꯃꯤꯁꯛ ꯑꯃꯅꯤ ꯑꯃꯁꯨꯡ ꯃꯇꯝ ꯄꯨꯝꯅꯃꯛꯇ ꯑꯇꯣꯞꯄꯁꯤꯡꯒꯤ ꯃꯊꯧ ꯇꯥꯕꯁꯤꯡꯗ ꯃꯇꯦꯡ ꯄꯥꯡꯏ꯫ ꯃꯍꯥꯛ ꯃꯤꯅꯨꯡꯁꯤ ꯂꯩꯕꯥ ꯃꯤꯁꯛ ꯑꯃꯅꯤ ꯑꯃꯁꯨꯡ ꯃꯇꯝ ꯄꯨꯝꯅꯃꯛꯇꯥ ꯑꯇꯣꯞꯄꯁꯤꯡꯕꯨ ꯇꯉꯥꯏꯐꯗꯅꯥ ꯃꯇꯦꯡ ꯄꯥꯡꯏ꯫ ꯃꯤꯌꯥꯝꯅꯥ ꯅꯦꯠꯐ꯭ꯂꯤꯛꯁ ꯌꯦꯡꯕꯒꯤ ꯃꯔꯝꯁꯤꯡ ꯑꯗꯨ ꯁꯟꯗꯣꯛꯅꯥ ꯇꯥꯛꯄꯤꯌꯨ꯫ ꯃꯤꯌꯥꯝꯅꯥ ꯅꯦꯠꯐ꯭ꯂꯤꯛꯁ ꯑꯁꯤ ꯑꯦꯟꯇꯥꯔꯇꯦꯟꯃꯦꯟꯇ, ꯔꯤꯂꯥꯛꯁꯦꯁꯟ, ꯑꯃꯁꯨꯡ ꯑꯦꯁꯀꯦꯄꯤꯖꯝ ꯌꯥꯎꯅ ꯇꯣꯉꯥꯟ ꯇꯣꯉꯥꯟꯕ ꯃꯔꯝꯁꯤꯡꯅ ꯌꯦꯡꯏ꯫ ꯄ꯭ꯂꯦꯠꯐꯣꯔꯝ ꯑꯁꯤꯅ ꯇꯣꯉꯥꯟ ꯇꯣꯉꯥꯟꯕꯥ ꯅꯨꯡꯉꯥꯏꯕꯁꯤꯡ ꯑꯃꯁꯨꯡ ꯏꯟꯇꯔꯦꯁ꯭ꯇꯁꯤꯡꯒꯤ ꯃꯇꯨꯡ ꯏꯟꯅꯥ ꯃꯨꯚꯤ.꯫